ꯑꯄꯤꯕ ꯁꯍꯔ ꯑꯃꯒꯤ ꯃꯔꯝꯗ ꯁꯟꯗꯣꯛꯅ ꯇꯥꯛꯄꯤꯌꯨ꯫ ꯔꯣꯝꯗ ꯂꯩ꯫ ꯔꯣꯝ ꯑꯁꯤ ꯏꯇꯥꯂꯤꯒꯤ ꯀꯦꯄꯤꯇꯦꯜꯅꯤ ꯑꯃꯁꯨꯡ ꯆꯍꯤ ꯍꯦꯟꯅ ꯁꯥꯡꯂꯕ ꯄꯨꯋꯥꯔꯤ ꯑꯃ ꯂꯩꯕ ꯌꯨꯔꯣꯞꯀꯤ ꯈ꯭ꯋꯥꯏꯗꯒꯤ ꯑꯔꯤꯕ ꯁꯍꯔꯁꯤꯡꯒꯤ ꯃꯅꯨꯡꯗ ꯑꯃꯅꯤ꯫ ꯏꯇꯔꯅꯦꯜ ꯁꯤꯇꯤ ꯍꯥꯏꯅ ꯈꯪꯅꯕ ꯔꯣꯝ ꯑꯁꯤ ꯇꯣꯉꯥꯟ ꯇꯣꯉꯥꯟꯕ ꯑꯃꯁꯨꯡ ꯏꯅꯥꯛ ꯈꯨꯜꯂꯕ ꯀꯂꯆꯔꯦꯜ ꯍꯦꯔꯤꯇꯦꯖ ꯑꯃꯒ ꯂꯣꯏꯅꯅ ꯆꯥꯎꯊꯣꯛꯆꯩ, ꯃꯐꯝ ꯑꯁꯤꯗ ꯃ꯭ꯌꯨꯖꯤꯌꯝ, ꯒꯦꯜꯂꯔꯤꯁꯤꯡ, ꯑꯃꯁꯨꯡ ꯑꯔꯤꯕ ꯔꯨꯏꯟꯁꯤꯡ ꯌꯥꯝꯅ ꯂꯩ, ꯃꯈꯣꯏꯁꯤꯡ ꯑꯁꯤ ꯍꯧꯖꯤꯛ ꯂꯩꯔꯤꯕ ꯀ꯭ꯂꯥꯁꯤꯀꯦꯜ ꯑꯥꯔꯀꯤꯇꯦꯛꯆꯔꯒꯤ ꯈ꯭ꯋꯥꯏꯗꯒꯤ ꯐꯕ ꯈꯨꯗꯝ ꯈꯔꯅꯤ꯫ ꯁꯤꯇꯤ ꯁꯦꯟꯇꯔ ꯑꯁꯤ ꯌꯨꯅꯦꯁ꯭ꯀꯣꯒꯤ ꯃꯥꯂꯦꯝꯒꯤ ꯍꯦꯔꯤꯇꯦꯖ ꯁꯥꯏꯠ ꯑꯃꯅꯤ ꯑꯃꯁꯨꯡ ꯀꯣꯂꯣꯁꯤꯌꯝ, ꯄꯟꯊꯨꯡꯐꯝ, ꯔꯣꯃꯥꯟ ꯐꯣꯔꯝ ꯑꯃꯁꯨꯡ ꯄꯦꯂꯦꯇꯤꯟ ꯍꯤꯜꯒꯨꯝꯕ ꯃꯥꯂꯦꯝꯒꯤ ꯃꯃꯤꯡ ꯂꯩꯔꯕ ꯃꯐꯝ ꯀꯌꯥꯒꯤ ꯃꯐꯝ ꯑꯃꯅꯤ꯫ ꯃꯁꯤꯒꯤ ꯈ꯭ꯋꯥꯏꯗꯒꯤ ꯃꯃꯤꯡ ꯆꯠꯄ ꯐꯣꯟꯠ ꯇ꯭ꯔꯦꯚꯤ ꯐꯣꯟꯠ ꯑꯁꯤꯁꯨ ꯁꯍꯔꯒꯤ ꯃꯅꯨꯡꯗ ꯂꯩ꯫ ꯔꯣꯃꯥꯟ ꯀꯦꯊꯣꯂꯤꯛ ꯁꯤꯡꯂꯨꯞꯀꯤ ꯍꯦꯗꯛꯕꯥꯇꯔ ꯑꯣꯏꯅ ꯊꯕꯛ ꯇꯧꯔꯤꯕ ꯁꯣꯚꯔꯦꯟ ꯁꯤꯇꯤ-ꯁ꯭ꯇꯦꯠ ꯑꯃ ꯑꯣꯏꯔꯤꯕ ꯚ꯭ꯌꯥꯇꯤꯀꯥꯟ ꯁꯤꯇꯤ ꯑꯁꯤ ꯁꯍꯔ ꯑꯁꯤꯒꯤ ꯃꯅꯨꯡꯗ ꯂꯩ ꯑꯃꯁꯨꯡ ꯁꯦꯟꯠ ꯄꯤꯇꯔ ꯕꯦꯁꯤꯂꯤꯀꯥꯒꯤ ꯃꯌꯨꯝ ꯑꯣꯏꯕꯇ ꯅꯠꯇꯅ ꯃꯥꯂꯦꯝꯒꯤ ꯃꯃꯤꯡ ꯂꯩꯔꯕ ꯁꯤꯁ꯭ꯇꯤꯟ ꯆꯦꯄꯦꯜ ꯂꯩꯕ ꯚ꯭ꯌꯥꯇꯤꯀꯥꯟ ꯃ꯭ꯌꯨꯖꯤꯌꯝꯁꯤꯡꯁꯨ ꯂꯩ꯫ ꯔꯣꯝꯗ ꯏꯇꯥꯂꯤꯒꯤ ꯆꯥꯛꯆꯥ-ꯏꯊꯛꯁꯤꯡ ꯃꯁꯛ ꯊꯣꯛꯏ, ꯃꯁꯤꯗ ꯄꯥꯁ꯭ꯇꯥ, ꯄꯤꯠꯖꯥ ꯑꯃꯁꯨꯡ ꯖꯦꯂꯦꯇꯣ ꯌꯥꯎꯅ ꯁꯤꯒꯅꯦꯆꯔ ꯗꯤꯁꯁꯤꯡ ꯌꯥꯎꯔꯤ, ꯑꯃꯁꯨꯡ ꯃꯐꯝ ꯑꯗꯨꯒꯤ ꯁ꯭ꯄꯦꯁꯤꯑꯦꯂꯤꯇꯤꯁꯤꯡ ꯑꯁꯤꯒꯤ ꯁꯦꯝꯄꯜ ꯂꯧꯕꯒꯤ ꯈꯨꯗꯣꯡꯆꯥꯕ ꯀꯌꯥ ꯑꯃ ꯔꯦꯁ꯭ꯇꯣꯔꯦꯟ ꯑꯃꯁꯨꯡ ꯀꯦꯐꯦ ꯀꯌꯥꯗ ꯂꯩꯔꯤ꯫ ꯔꯣꯝ ꯑꯁꯤ ꯄꯨꯋꯥꯔꯤ ꯑꯃꯁꯨꯡ ꯀꯜꯆꯔꯅ ꯊꯜꯂꯕ ꯊꯋꯥꯏ ꯌꯥꯎꯕ, ꯃꯤ ꯌꯥꯝꯅ ꯇꯤꯟꯕ ꯑꯃꯁꯨꯡ ꯑꯌꯥꯝꯕꯅ ꯑꯔꯥꯟꯕ ꯁꯍꯔ ꯑꯃꯅꯤ, ꯃꯁꯤꯗ ꯚꯤꯖꯤꯇꯔ ꯑꯃꯠꯇꯅ ꯌꯦꯡꯕꯥ ꯑꯃꯁꯨꯡ ꯊꯤꯖꯤꯟꯕ ꯌꯥꯕ ꯀꯌꯥ ꯂꯩ꯫ ꯄꯤꯔꯤꯕ ꯄꯥꯎ ꯑꯗꯨꯒ ꯃꯥꯟꯅꯕ ꯄꯦꯔꯥꯒ꯭ꯔꯥꯐ ꯑꯃꯥ ꯁꯦꯝꯃꯨ꯫ ꯏꯟꯇꯔꯅ‌ꯦꯁꯅ‌ꯦꯜ ꯕꯤꯖꯤꯅ‌ꯦꯁ ꯃ‌ꯦꯁꯤꯟ ꯀ‌ꯣꯔꯄ‌ꯣꯔ‌ꯦꯁꯟ ꯑꯃꯁꯨꯡ ꯑꯥꯔꯇꯤꯐꯤꯁꯤꯑꯦꯜ ꯏꯟꯇꯤꯂꯤꯖ‌ꯦꯟꯁ ꯐꯥꯎꯟꯗꯦꯁꯟꯅ ꯄꯨꯟꯅ ꯊꯕꯛ ꯇꯧꯃꯤꯟꯅꯔꯦ꯫ ꯃꯀꯣꯛ ꯊꯣꯡꯕ ꯃꯜꯇꯤꯅꯦꯁ꯭ꯅꯦꯜ ꯇꯦꯛꯅꯣꯂꯣꯖꯤ ꯀꯝꯄꯦꯅꯤ ꯑꯃꯥ ꯑꯣꯏꯔꯤꯕ ꯏꯟꯇꯔꯅ‌ꯦꯁꯅ‌ꯦꯜ ꯕꯤꯖꯤꯅ‌ꯦꯁ ꯃ‌ꯦꯁꯤꯟ ꯀ‌ꯣꯔꯄ‌ꯣꯔ‌ꯦꯁꯟ ꯑꯃꯁꯨꯡ ꯑꯥꯔꯇꯤꯐꯤꯁꯤꯑꯦꯜ ꯏꯟꯇꯤꯂꯤꯖꯦꯟꯁꯀꯤ ꯄꯣꯇꯦꯟꯁꯤꯌꯦꯜꯒꯤ ꯃꯇꯥꯡꯗ ꯊꯤꯖꯤꯜꯂꯤꯕ ꯅꯟ-ꯄ꯭ꯔꯣꯐꯤꯠ ꯑꯣꯔꯒꯅꯥꯏꯖꯦꯁꯟ ꯑꯃꯥ ꯑꯣꯏꯔꯤꯕ ꯑꯥꯔꯇꯤꯐꯤꯁꯤꯑꯦꯜ ꯏꯟꯇꯤꯂꯤꯖꯦꯟꯁ ꯄꯥꯔ꯭ꯠꯅꯔꯁꯤꯞ ꯑꯁꯤꯅ ꯃꯈꯣꯏꯒꯤ ꯑꯦꯛꯁꯄꯔꯠꯁꯤꯡ ꯑꯃꯁꯨꯡ ꯔꯤꯁꯣꯔꯁꯁꯤꯡ ꯄꯨꯟꯅ ꯄꯨꯟꯁꯤꯟꯅꯗꯨꯅ ꯑꯥꯔꯇꯤꯐꯤꯁꯤꯑꯦꯜ ꯏꯟꯇꯤꯂꯤꯖꯦꯟꯁ ꯃꯁꯤꯒꯤ ꯈꯣꯉꯊꯥꯡ ꯑꯁꯤ ꯏꯟꯗꯁꯇ꯭ꯔꯤꯗ ꯄꯣꯖꯤꯇꯤꯕ ꯑꯣꯏꯕ ꯈꯣꯡꯊꯥꯡ ꯑꯃ ꯑꯣꯏꯅ ꯎꯕ ꯐꯪꯂꯤ ꯃꯗꯨꯅ ꯏꯅꯣꯕꯦꯁꯟ ꯊꯧꯒꯠꯀꯅꯤ ꯑꯃꯁꯨꯡ ꯑꯥꯔꯇꯤꯐꯤꯁꯤꯑꯦꯜ ꯏꯟꯇꯤꯂꯤꯖꯦꯟꯁ ꯄꯥꯔꯇꯅꯔꯁꯤꯞ ꯑꯁꯤꯒꯤ ꯑꯀꯨꯞꯄꯥ ꯃꯔꯣꯜꯁꯤꯡ ꯑꯃꯁꯨꯡ ꯑꯀꯛꯅꯕ ꯃꯤꯠꯌꯦꯡ ꯆꯪꯕ ꯂꯝꯁꯤꯡ ꯂꯥꯛꯀꯗꯧꯔꯤꯕ ꯊꯥ ꯈꯔꯁꯤꯗ ꯐꯣꯡꯗꯣꯛꯀꯅꯤ ꯍꯥꯏꯅ ꯄꯥꯅꯔꯤ꯫ ꯒ꯭ꯌꯥꯟꯇ ꯆꯥꯔꯠ ꯍꯥꯏꯕꯁꯤ ꯀꯔꯤꯅꯣ꯫ ꯒ꯭ꯌꯥꯟꯠ ꯆꯥꯔꯠ ꯍꯥꯏꯕꯁꯤ ꯄ꯭ꯔꯣꯖꯦꯛꯀꯤ ꯁꯦꯗ꯭ꯌꯨꯜ ꯑꯃꯥ ꯎꯠꯂꯤꯕ ꯕꯥꯔ ꯆꯥꯔꯠ ꯃꯈꯜ ꯑꯃꯅꯤ꯫ ꯃꯁꯤꯒꯤ ꯃꯃꯤꯡ ꯑꯁꯤ ꯂꯤꯁꯤꯡ ꯑꯃꯒ ꯆꯃꯥꯄꯟꯒꯤ ꯃꯌꯥꯏ ꯆꯜꯂꯛꯄꯗ ꯆꯥꯔꯠ ꯑꯁꯤ ꯗꯤꯖꯥꯏꯟ ꯇꯧꯈꯤꯕ ꯃꯁꯤꯒꯤ ꯏꯟꯚꯦꯟꯇꯔ ꯍꯦꯅꯔꯤ ꯒ꯭ꯌꯥꯟꯀꯤ ꯃꯃꯤꯡ ꯊꯣꯟꯈꯤꯕꯅꯤ꯫ ꯆꯥꯔꯠ ꯑꯁꯤꯅ ꯄ꯭ꯔꯣꯖꯦꯛ ꯑꯃ ꯄꯥꯡꯊꯣꯛꯅꯕ ꯂꯣꯏꯁꯤꯟꯒꯗꯕ ꯊꯕꯛꯁꯤꯡꯒꯤ ꯁꯤꯛꯕꯦꯟꯁ ꯑꯃꯁꯨꯡ ꯃꯇꯝ ꯑꯗꯨ ꯚꯤꯖꯨꯑꯦꯜ ꯑꯣꯏꯅ ꯎꯠꯂꯤ꯫ ꯊꯕꯛ ꯈꯨꯗꯤꯡꯃꯛ ꯍꯣꯔꯥꯏꯖꯣꯟꯇꯦꯜ ꯕꯥꯔ ꯑꯃꯅ ꯔꯤꯞꯔꯖꯦꯟ ꯇꯧꯏ, ꯃꯁꯤꯒꯤ ꯂꯝꯕꯤ ꯑꯁꯤꯅ ꯊꯕꯛ ꯑꯗꯨꯒꯤ ꯃꯇꯝ ꯑꯗꯨ ꯄ꯭ꯔꯣꯄꯣꯔꯁꯅꯦꯜ ꯑꯣꯏꯅ ꯔꯤꯄꯔꯖꯦꯟ ꯇꯧꯏ꯫ ꯆꯥꯔꯠ ꯑꯁꯤꯅ ꯄ꯭ꯔꯣꯖꯦꯛꯇ ꯃꯦꯅꯦꯖꯔꯁꯤꯡꯗ ꯄ꯭ꯔꯣꯒ꯭ꯔꯦꯁ ꯐꯖꯅ ꯌꯦꯡꯁꯤꯟꯕ, ꯔꯤꯁꯣꯔꯁ ꯑꯦꯂꯣꯀꯦꯁꯟ ꯑꯦꯁꯦꯁ ꯇꯧꯕ ꯑꯃꯁꯨꯡ ꯊꯣꯛꯄ ꯌꯥꯕꯥ ꯕꯣꯇꯜꯅꯦꯛꯁꯤꯡ ꯊꯨꯅ ꯈꯪꯗꯣꯛꯄ ꯉꯝꯍꯜꯂꯤ꯫ ꯃꯁꯤ ꯄ꯭ꯔꯣꯖꯦꯛꯇ ꯃꯦꯅꯦꯖꯃꯦꯟꯇ ꯑꯃꯁꯨꯡ ꯑꯇꯣꯞꯄ ꯄ꯭ꯂꯥꯅꯤꯡ ꯗꯤꯁꯤꯄꯂꯤꯟꯁꯤꯡꯗ ꯄ꯭ꯔꯣꯖꯦꯛꯇꯀꯤ ꯃꯇꯝ ꯂꯦꯞꯄꯒꯤ ꯁꯦꯗ꯭ꯌꯨꯜ ꯇꯧꯕ ꯑꯃꯁꯨꯡ ꯇ꯭ꯔꯦꯛ ꯇꯧꯕꯒꯤ ꯚꯤꯖꯨꯑꯦꯜ ꯇꯨꯜ ꯑꯃ ꯑꯣꯏꯅꯥ ꯄꯥꯛ ꯁꯟꯅꯥ ꯁꯤꯖꯤꯟꯅꯩ꯫